ꯅꯣꯡꯊꯥꯡ ꯂꯩꯃ ꯑꯁꯤ ꯃꯩꯇꯩ ꯂꯥꯢꯅꯤꯡ ꯑꯃꯗꯤ ꯃꯩꯇꯩꯒꯤ ꯃꯤ ꯂꯥꯢ ꯇꯤꯟꯒꯤ ꯋꯥꯔꯤꯒꯤ ꯃꯔꯨ ꯑꯣꯢꯕ ꯂꯥꯢꯔꯦꯝꯕꯤ ꯑꯃꯅꯤ꯫ ꯂꯩꯊꯛ ꯂꯩꯈꯥꯂꯣꯜꯒꯤ ꯃꯇꯨꯡꯏꯟꯅ ꯃꯍꯥꯛ ꯑꯁꯤ ꯇꯥꯢꯕꯪ ꯃꯄꯨꯅ ꯍꯔꯥꯕ ꯄꯥꯈꯪꯕꯕꯨ ꯊꯦꯝꯃꯨꯅꯕꯒꯤꯗꯃꯛ ꯁꯥꯐꯣꯡꯍꯟꯈꯤꯕꯤ ꯂꯥꯢꯔꯦꯝꯃ ꯑꯃꯅꯤ꯫ ꯃꯍꯥꯛꯁꯤ ꯃꯔꯨ ꯑꯣꯢꯅ ꯅꯣꯡꯊꯥꯡ ꯑꯈꯥꯛ ꯑꯔꯥꯎ ꯅꯨꯡꯁꯤ ꯅꯨꯉꯣꯜ ꯖꯒꯣꯢ ꯏꯁꯩꯅꯆꯤꯡꯕꯒ ꯂꯣꯢꯅꯕ ꯂꯥꯢꯔꯦꯝꯃ ꯑꯃꯅꯤ꯫ ꯑꯗꯨꯕꯨ ꯋꯥꯀꯣꯛꯂꯣꯟ ꯍꯤꯂꯦꯜ ꯊꯤꯂꯦꯜ ꯁꯂꯥꯏ ꯑꯃꯥꯏꯂꯣꯟ ꯄꯨꯀꯣꯛ ꯄꯨꯌꯥꯒꯨꯝꯕ ꯑꯔꯤꯕ ꯍꯤꯟꯗꯨ ꯂꯥꯢꯅꯤꯡꯒꯤ ꯆꯩꯊꯦꯡ ꯑꯃꯇ ꯐꯪꯍꯧꯗ꯭ꯔꯕ ꯁꯅꯥꯃꯍꯤ ꯂꯥꯏꯅꯤꯡ ꯃꯤꯇꯩ ꯂꯥꯢꯅꯤꯡ ꯒꯤ ꯄꯨꯌꯥꯁꯤꯡꯗꯗꯤ ꯅꯣꯡꯊꯥꯡ ꯂꯩꯃ ꯒꯤ ꯋꯥꯔꯤꯁꯤ ꯂꯩꯁꯦꯝ ꯅꯣꯡꯁꯦꯝꯕꯗ ꯌꯥꯎꯗꯦ꯫ ꯍꯧꯔꯛꯂꯣꯟ ꯅꯣꯡꯊꯥꯡ ꯂꯩꯃ ꯑꯁꯤ ꯑꯇꯤꯡꯀꯣꯛ ꯁꯤꯗꯕꯅ ꯄꯨꯔꯛꯈꯤ꯫ ꯂꯥꯏꯔꯦꯝꯕꯤ ꯅꯣꯡꯊꯥꯡ ꯂꯩꯃꯥꯅ ꯃꯍꯥꯛꯀꯤ ꯃꯌꯥꯅꯨꯄꯥ ꯍꯔꯥꯄꯥꯕꯨ ꯃꯍꯥꯛꯀꯤ ꯐꯖꯕꯅ ꯄꯨꯛꯅꯤꯡ ꯆꯤꯡꯁꯤꯟꯈꯤ ꯑꯃꯁꯨꯡ ꯃꯥꯂꯦꯝ ꯑꯁꯤ ꯃꯈꯥ ꯇꯥꯅ ꯃꯥꯡꯍꯟ ꯇꯥꯛꯍꯟꯕꯗꯒꯤ ꯊꯤꯡꯅꯕ ꯃꯍꯥꯛꯀ ꯂꯨꯍꯣꯡꯕꯒꯤ ꯃꯔꯤ ꯂꯩꯅꯈꯤ꯫ ꯍꯔꯥꯄꯥ ꯑꯁꯤ ꯑꯇꯤꯌꯥ ꯁꯤꯗꯥꯕꯥꯒꯤ ꯃꯆꯥ ꯑꯃꯅꯤ꯫ ꯃꯌꯦꯛ ꯁꯦꯡꯅ ꯂꯥꯏ ꯈꯔꯗꯤ ꯅꯧꯅ ꯁꯦꯝꯈꯤꯕ ꯃꯥꯂꯦꯝ ꯑꯗꯨ ꯂꯩꯉꯥꯛꯅꯕ ꯄꯤꯗꯕ ꯃꯇꯝꯗ ꯃꯥꯡꯍꯟ ꯇꯥꯛꯍꯟꯕ ꯑꯣꯏꯔꯛꯈꯤ꯫ ꯃꯁꯤꯒꯤ ꯂꯥꯏꯔꯦꯝꯕꯤ ꯄꯥꯟꯊꯣꯏꯕꯤ ꯒꯤ ꯑꯅꯤꯁꯨꯕ ꯁꯥꯏꯑꯣꯟ ꯑꯗꯨꯗ ꯂꯥꯛꯄꯗ ꯑꯩꯈꯣꯏꯅ ꯂꯥꯏꯔꯦꯝꯕꯤ ꯄꯥꯟꯊꯣꯏꯕꯤ ꯑꯁꯤ ꯅꯨꯡꯁꯤꯕꯒꯤ ꯇ꯭ꯔꯥꯏꯑꯦꯡꯒꯜ ꯑꯃꯒꯤ ꯃꯌꯥꯏꯗ ꯂꯩꯕ ꯊꯦꯡꯅꯩ꯫ ꯃꯍꯥꯛ ꯈꯥꯕꯥ ꯅꯤꯡꯊꯧꯃꯆꯥ ꯈꯣꯏꯅꯨꯆꯥꯒ ꯂꯨꯍꯣꯡꯈꯤ꯫ ꯑꯗꯨꯕꯨ ꯃꯍꯥꯛꯅ ꯅꯣꯡꯄꯣꯛꯀ ꯎꯅꯈꯤꯕ ꯃꯇꯝꯗ ꯃꯈꯣꯏ ꯅꯨꯡꯁꯤꯖꯈꯤ꯫ ꯃꯍꯥꯛꯅ ꯂꯨꯍꯣꯡꯈꯤꯕ ꯏꯃꯨꯡ ꯑꯗꯨꯗꯒꯤ ꯃꯁꯥꯕꯨ ꯂꯥꯞꯊꯣꯛꯅꯕ ꯃꯍꯥꯛꯀꯤ ꯃꯃꯥꯅꯨꯄꯤꯒ ꯈꯪ ꯈꯪꯅ ꯋꯥꯊꯣꯛ ꯊꯣꯛꯈꯤ꯫ ꯅꯣꯡꯃꯗꯤ ꯃꯍꯥꯛꯅ ꯉꯥ ꯐꯥꯕꯗꯒꯤ ꯍꯜꯂꯛꯄ ꯃꯇꯝꯗ ꯃꯃꯥ ꯑꯗꯨꯅ ꯄꯥꯟꯊꯣꯏꯕꯤꯅ ꯀꯔꯤ ꯐꯥꯈꯤꯕꯒꯦ ꯍꯥꯏꯕꯗꯨ ꯌꯦꯡꯅꯕ ꯉꯥ ꯐꯥꯕꯒꯤ ꯕꯥꯁꯀꯦꯠ ꯑꯗꯨꯒꯤ ꯃꯅꯨꯡꯗ ꯃꯍꯥꯛꯀꯤ ꯈꯨꯠꯁꯤꯡ ꯊꯝꯈꯤ ꯑꯃꯁꯨꯡ ꯃꯗꯨꯗ ꯑꯉꯥꯡꯁꯤꯡꯒꯤ ꯍꯛꯆꯥꯡꯒꯤ ꯁꯔꯨꯛꯁꯤꯡ ꯃꯀꯣꯛ ꯑꯃꯁꯨꯡ ꯈꯨꯠꯁꯥꯁꯤꯡ ꯐꯪꯈꯤ꯫ ꯄꯥꯟꯊꯣꯏꯕꯤ ꯑꯁꯤ ꯃꯍꯧꯁꯥꯒꯤ ꯑꯣꯏꯕ ꯁꯛꯇꯤꯁꯤꯡ ꯂꯩ ꯍꯥꯏꯅ ꯍꯥꯏꯔꯤ꯫ ꯃꯍꯥꯛꯅ ꯈꯥꯕꯥ ꯔꯥꯖꯀꯨꯃꯥꯔꯒ ꯂꯨꯍꯣꯡꯈꯤꯕ ꯃꯇꯝꯗ ꯃꯤꯊꯨꯡꯂꯣꯏ ꯄꯨꯝꯅꯃꯛꯄꯨ ꯆꯤꯟꯖꯥꯛ ꯄꯤꯅꯕ ꯆꯤꯟꯖꯥꯛ ꯃꯇꯤꯛ ꯆꯥꯅ ꯂꯩꯇꯦ ꯍꯥꯏꯕ ꯃꯀꯨꯕꯣꯛꯅ ꯈꯪꯂꯛꯈꯤ꯫ ꯄꯥꯟꯊꯣꯏꯕꯤꯅ ꯃꯍꯥꯛꯄꯨ ꯑꯀꯛꯅꯕ ꯖꯍꯥꯖ ꯑꯃꯗꯒꯤ ꯃꯤꯊꯨꯡꯂꯣꯏ ꯄꯨꯝꯅꯃꯛꯄꯨ ꯁꯦꯕꯥ ꯇꯧꯅꯕ ꯍꯥꯏꯖꯈꯤ꯫ ꯖꯍꯥꯖ ꯑꯗꯨꯗꯒꯤ ꯆꯤꯟꯖꯥꯛ ꯄꯤꯔꯛꯄ ꯃꯇꯝꯗ ꯃꯁꯤꯅ ꯃꯁꯥꯃꯛꯄꯨ ꯑꯃꯨꯛ ꯍꯟꯅ ꯊꯜꯍꯟꯈꯤ ꯑꯃꯁꯨꯡ ꯃꯤꯊꯨꯡꯂꯣꯏ ꯄꯨꯝꯅꯃꯛ ꯄꯤꯖꯈꯤ꯫ ꯑꯔꯣꯏꯕꯗ ꯄꯥꯟꯊꯣꯏꯕꯤꯅ ꯃꯍꯥꯛꯀꯤ ꯅꯨꯡꯁꯤꯖꯔꯕ ꯅꯣꯡꯄꯣꯛꯀ ꯆꯦꯟꯈꯤ꯫ ꯈꯥꯕꯥꯅ ꯃꯈꯣꯏꯅ ꯆꯠꯈꯤꯕ ꯃꯐꯝ ꯈꯨꯗꯤꯡꯃꯛꯇ ꯃꯈꯣꯏꯕꯨ ꯇꯥꯟꯅꯈꯤ꯫ ꯃꯈꯣꯏꯅ ꯂꯥꯡꯃꯥꯏ ꯆꯤꯡꯗ ꯌꯧꯔꯛꯄ ꯃꯇꯝ ꯈꯛꯇꯗ ꯃꯈꯣꯏ ꯑꯔꯣꯏꯕꯗ ꯑꯃꯠꯇ ꯑꯣꯏꯅ ꯄꯨꯟꯁꯤꯟꯈꯤ꯫ ꯃꯁꯤꯒꯤ ꯑꯄꯨꯟꯕ ꯑꯁꯤ ꯂꯥꯏꯁꯤꯡꯅ ꯂꯥꯏ ꯍꯔꯥꯎꯕꯥ ꯍꯥꯏꯅ ꯄꯥꯡꯊꯣꯛꯈꯤ꯫ ꯂꯥꯏ ꯍꯔꯥꯎꯕꯥ ꯑꯁꯤ ꯅꯍꯥ ꯑꯣꯏꯔꯤꯕ ꯂꯥꯏ ꯈꯣꯔꯤꯐꯥꯕꯥꯅ ꯁꯔꯨꯛ ꯌꯥꯈꯤ꯫ ꯃꯍꯥꯛ ꯁꯣꯔꯥꯔꯦꯟꯒꯤ ꯃꯆꯥꯅꯨꯄꯥꯅꯤ꯫ ꯃꯍꯥꯛ ꯃꯥꯂꯦꯝꯗ ꯂꯣꯏ ꯊꯥꯈꯤꯕ ꯃꯍꯥꯛꯀꯤ ꯃꯃꯥꯕꯨ ꯊꯤꯅꯕ ꯃꯥꯂꯦꯝꯗ ꯂꯥꯛꯈꯤꯕꯅꯤ꯫ ꯃꯍꯥꯛ ꯃꯐꯝ ꯑꯁꯤꯗ ꯆꯥꯡꯅꯤꯡ ꯂꯩꯃꯥꯒ ꯎꯅꯈꯤ ꯑꯃꯁꯨꯡ ꯃꯈꯣꯏꯅ ꯂꯨꯍꯣꯡꯈꯤ꯫ ꯆꯥꯡꯅꯤꯡ ꯂꯩꯃꯥꯅ ꯇꯛꯁꯤꯟꯕꯗ ꯃꯈꯣꯏ ꯅꯥꯝꯕꯣꯜꯒꯤ ꯐꯣꯏꯖꯤꯡ ꯆꯤꯡꯒꯤ ꯃꯊꯛꯇ ꯂꯩꯔꯝꯃꯤ꯫ ꯃꯐꯝ ꯑꯁꯤꯗ ꯆꯤꯡꯗꯣꯜ ꯑꯗꯨꯗ ꯈꯣꯔꯤꯐꯥꯕꯥꯅ ꯂꯥꯏ ꯍꯔꯥꯎꯕꯥ ꯄꯥꯡꯊꯣꯛꯄ ꯑꯗꯨ ꯇꯥꯈꯤ ꯑꯃꯁꯨꯡ ꯃꯗꯨꯗ ꯁꯔꯨꯛ ꯌꯥꯅꯕ ꯆꯠꯈꯤ꯫ ꯁꯥꯏꯑꯣꯟ ꯑꯍꯨꯝ ꯄꯨꯝꯅꯃꯛꯇ ꯂꯥꯏꯔꯦꯝꯕꯤ ꯑꯗꯨꯒꯤ ꯇꯣꯞ ꯇꯣꯞꯄ ꯃꯁꯛ ꯈꯪꯕ ꯉꯝꯕ ꯃꯁꯛ ꯑꯃ ꯂꯩ ꯍꯥꯏꯅ ꯑꯩꯈꯣꯏꯅ ꯎꯕ ꯐꯪꯏ꯫ ꯃꯁꯤ ꯄꯥꯟꯊꯣꯏꯕꯤ ꯃꯁꯥꯃꯛꯀꯤ ꯃꯤꯡꯗꯁꯨ ꯎꯕ ꯐꯪꯕ ꯌꯥꯏ꯫